ꯀ꯭ꯂꯤꯟꯕꯣꯠ ꯑꯁꯤ ꯁꯦꯡꯗꯣꯛꯄꯗ ꯂꯥꯏꯊꯣꯛꯅꯕ ꯗꯤꯖꯥꯏꯟ ꯇꯧꯕ ꯄꯣꯠꯊꯣꯛ ꯑꯃꯅꯤ꯫ ꯑꯣꯇꯣꯃꯦꯇꯦꯗ ꯑꯃꯁꯨꯡ ꯑꯦ. ꯑꯥꯏ. ꯀ꯭ꯂꯤꯟꯕꯣꯠ ꯑꯁꯤ ꯑꯍꯣꯡꯕ ꯁꯦꯟꯁꯔꯁꯤꯡꯒ ꯂꯣꯏꯅꯅ ꯁꯦꯝꯈꯤꯕꯅꯤ꯫ ꯃꯁꯤꯅ ꯑꯊꯤꯡꯕ ꯑꯃꯁꯨꯡ ꯐꯔꯅꯤꯆꯔꯁꯤꯡꯗꯒꯤ ꯂꯥꯞꯅ ꯂꯩꯕꯒ ꯂꯣꯏꯅꯅ ꯃꯐꯝ ꯑꯃꯍꯦꯛꯇꯕꯨ ꯅꯤꯡꯊꯤꯅ ꯆꯠꯄ ꯑꯃꯁꯨꯡ ꯁꯦꯡꯗꯣꯛꯄ ꯌꯥꯍꯜꯂꯤ꯫ ꯀ꯭ꯂꯤꯟꯕꯣꯠꯀꯤ ꯐꯤꯆꯔ ꯈꯔꯗꯤ ꯃꯈꯥꯗ ꯄꯤꯔꯤ: ꯃꯜꯇꯤꯄꯜ ꯀ꯭ꯂꯤꯅꯤꯡ ꯃꯣꯗꯁꯤꯡ: ꯅꯍꯥꯛꯀꯤ ꯑꯀꯛꯅꯕ ꯃꯊꯧ ꯇꯥꯕꯁꯤꯡꯒꯤ ꯃꯇꯨꯡ ꯏꯟꯅ- ꯚꯦꯀ꯭ꯌꯨꯝ, ꯁ꯭ꯋꯤꯄꯤꯡ, ꯑꯃꯁꯨꯡ ꯃꯣꯄꯤꯡꯒꯨꯝꯕ ꯇꯣꯉꯥꯟ ꯇꯣꯉꯥꯟꯕ ꯀ꯭ꯂꯤꯅꯤꯡ ꯃꯣꯗꯁꯤꯡꯗꯒꯤ ꯈꯜꯂꯨ꯫ ꯁ꯭ꯃꯥꯔꯠ ꯃꯦꯄꯤꯡ: ꯀ꯭ꯂꯤꯟꯕꯣꯠ ꯑꯁꯤꯅ ꯑꯗꯣꯝꯒꯤ ꯁ꯭ꯄꯦꯁꯀꯤ ꯂꯦꯑꯥꯎꯠ ꯇꯝꯅꯕ ꯑꯍꯣꯡꯕ ꯃꯦꯄꯤꯡ ꯇꯦꯛꯅꯣꯂꯣꯖꯤ ꯁꯤꯖꯤꯟꯅꯩ꯫ ꯃꯁꯤꯅ ꯀꯣꯟꯅ ꯑꯃꯁꯨꯡ ꯃꯐꯝ ꯈꯨꯗꯤꯡꯃꯛ ꯏꯐꯤꯁꯤꯌꯦꯟꯇ ꯑꯣꯏꯅ ꯁꯦꯡꯗꯣꯛꯄ ꯉꯝꯍꯜꯂꯤ꯫ ꯚꯣꯏꯁ ꯀꯟꯇ꯭ꯔꯣꯜ: ꯀ꯭ꯂꯤꯟꯕꯣꯠ ꯑꯁꯤꯒ ꯂꯣꯏꯅꯅ ꯑꯗꯣꯝꯅ ꯏꯆꯝ ꯆꯝꯕ ꯚꯣꯏꯁ ꯀꯃꯥꯟꯗꯁꯤꯡ ꯁꯤꯖꯤꯟꯅꯗꯨꯅ ꯁꯦꯡꯗꯣꯛꯄꯒꯤ ꯊꯕꯛꯁꯤꯡ ꯐꯖꯟꯅ ꯀꯟꯇ꯭ꯔꯣꯜ ꯇꯧꯕ ꯑꯃꯁꯨꯡ ꯁꯦꯗ꯭ꯌꯨꯜ ꯇꯧꯕ ꯌꯥꯏ꯫ ꯃꯁꯤꯒꯤ ꯃꯔꯝꯗꯤ ꯃꯁꯤꯅ ꯑꯦꯂꯦꯛꯁꯥ ꯅꯠꯇ꯭ꯔꯒ ꯒꯨꯒꯜ ꯍꯣꯝꯒꯨꯝꯕ ꯃꯤꯌꯥꯝꯅ ꯄꯥꯝꯅꯕ ꯍꯣꯝ ꯑꯦꯁꯤꯁ꯭ꯇꯦꯟꯇꯁꯤꯡꯒ ꯏꯟꯇꯤꯒ꯭ꯔꯦꯁꯟ ꯇꯧꯕꯅꯤ꯫ ꯑꯣꯇꯣ-ꯗꯣꯛ ꯇꯧꯕ ꯑꯃꯁꯨꯡ ꯔꯤꯆꯥꯔꯖ ꯇꯧꯕ: ꯀ꯭ꯂꯤꯟꯕꯣꯠ ꯑꯁꯤꯅ ꯔꯤꯆꯥꯔꯖ ꯇꯧꯕ ꯃꯊꯧ ꯇꯥꯔꯛꯄ ꯃꯇꯝꯗ ꯃꯁꯥ ꯃꯊꯟꯇ ꯃꯁꯥꯒꯤ ꯆꯥꯔꯖꯤꯡ ꯗꯣꯛꯇ ꯍꯜꯂꯛꯀꯅꯤ ꯑꯃꯁꯨꯡ ꯃꯁꯤꯅ ꯃꯊꯪꯒꯤ ꯁꯦꯡꯗꯣꯛꯄꯒꯤ ꯊꯕꯛ ꯑꯗꯨꯒꯤꯗꯃꯛ ꯃꯇꯝ ꯄꯨꯝꯅꯃꯛꯇ ꯁꯦꯝ ꯁꯥꯗꯨꯅ ꯂꯩꯕ ꯁꯣꯏꯗꯅ ꯑꯣꯏꯒꯅꯤ꯫ ꯐꯖꯟꯅ ꯁꯦꯝꯖꯤꯟ-ꯁꯥꯖꯤꯟꯕ: ꯀ꯭ꯂꯤꯟꯕꯣꯠ ꯑꯁꯤ ꯁꯦꯝꯖꯤꯟ-ꯁꯥꯖꯤꯟꯕꯗ ꯂꯥꯏꯕ ꯃꯑꯣꯡꯗ ꯁꯦꯝꯈꯤꯕꯅꯤ꯫ ꯃꯁꯤꯗ ꯕ꯭ꯔꯁ, ꯐꯤꯜꯇꯔ, ꯑꯃꯁꯨꯡ ꯏꯁꯤꯡꯒꯤ ꯇꯦꯡꯀꯒꯨꯝꯕ ꯂꯧꯊꯣꯛꯄ ꯌꯥꯕ ꯑꯃꯁꯨꯡ ꯁꯦꯡꯗꯣꯛꯄ ꯌꯥꯕ ꯀꯝꯄꯣꯅꯦꯟꯇꯁꯤꯡ ꯌꯥꯎꯔꯤ꯫ ꯃꯁꯤꯒꯤ ꯑꯍꯣꯡꯕ ꯇꯧꯕ ꯉꯝꯕꯁꯤꯡ ꯑꯃꯁꯨꯡ ꯁꯤꯖꯤꯟꯅꯕꯗ ꯂꯥꯏꯕ ꯑꯁꯤꯅ ꯀ꯭ꯂꯤꯟꯕꯣꯠ ꯑꯁꯤ ꯈꯨꯗꯣꯡꯆꯥꯕ ꯈꯨꯗꯣꯡꯆꯥꯗꯕ ꯂꯩꯇꯕ ꯊꯕꯛ ꯑꯃꯥ ꯑꯣꯏꯍꯟꯅꯕ ꯌꯦꯡꯂꯤꯕ ꯃꯤꯑꯣꯏ ꯑꯃꯒꯤꯗꯃꯛ ꯃꯄꯨꯡ ꯐꯥꯕ ꯁꯣꯂꯨꯁꯟ ꯑꯃꯅꯤ꯫ ꯁꯦꯡꯗꯣꯛꯄꯒꯤ ꯇꯝꯊꯤꯔꯕ ꯊꯧꯑꯣꯡ ꯑꯁꯤꯗꯒꯤ ꯌꯥꯏꯐ-ꯄꯥꯎꯖꯦꯜ ꯄꯤꯌꯨ ꯑꯃꯁꯨꯡ ꯅꯍꯥꯛꯀꯤ ꯃꯐꯝ ꯑꯗꯨ ꯃꯐꯝ ꯆꯥꯅ ꯊꯝꯅꯕꯒꯤ ꯍꯦꯟꯅ ꯁ꯭ꯃꯥꯔꯠ ꯑꯣꯏꯕ, ꯍꯦꯟꯅ ꯏꯐꯤꯁꯤꯌꯦꯟꯇ ꯑꯣꯏꯕ ꯃꯑꯣꯡ ꯑꯃꯗ ꯍꯦꯂꯣ ꯍꯥꯏꯌꯨ꯫ ꯄ꯭ꯔꯣꯐꯦꯁ꯭ꯅꯦꯜ ꯆꯦꯐ ꯑꯃꯅ ꯃꯇꯧ ꯀꯔꯝꯅ ꯑꯥꯝ ꯀꯛꯄꯒꯦ? ꯄ꯭ꯔꯣꯐꯦꯁ꯭ꯅꯦꯜ ꯆꯦꯐ ꯑꯃꯅ ꯈꯣꯡꯊꯥꯡꯁꯤꯡ ꯑꯁꯤ ꯂꯧꯈꯠꯇꯨꯅ ꯑꯥꯝ ꯑꯃꯥ ꯀꯛꯊꯠꯀꯅꯤ꯫ ꯑꯍꯥꯟꯕꯗ ꯑꯥꯝ ꯑꯗꯨ ꯀꯠꯇꯅꯕ ꯕꯣꯔꯗ ꯑꯃꯗ ꯈꯨꯠ ꯑꯃꯅ ꯆꯦꯠꯅ ꯊꯝꯖꯤꯜꯂꯨ꯫ ꯃꯗꯨ ꯆꯦꯛꯁꯤꯟꯅ ꯌꯦꯡꯎ, ꯑꯃꯒꯤ ꯃꯄꯥꯟꯗ, ꯃꯅꯥ-ꯃꯁꯤꯡ ꯑꯗꯨꯒꯤ ꯃꯊꯛꯇ꯫ ꯑꯃꯒꯤ ꯑꯇꯣꯞꯄ ꯃꯄꯥꯟꯗ, ꯃꯇꯨꯡꯗ ꯁꯤꯖꯤꯟꯅꯕ ꯌꯥꯕ ꯃꯅꯥ-ꯃꯁꯤꯡ ꯑꯗꯨꯒ ꯂꯣꯏꯅꯅ ꯁꯦꯟꯇꯔ ꯑꯗꯨ ꯊꯝꯖꯤꯜꯂꯨ꯫ ꯑꯃꯒꯤ ꯁꯔꯨꯛ ꯑꯃꯥ ꯂꯧꯗꯨꯅ ꯁ꯭ꯀꯣꯔ ꯇꯧ, ꯃꯁꯥ ꯑꯗꯨ ꯀ꯭ꯔꯤꯁ-ꯀ꯭ꯔꯣꯁ ꯄꯦꯇꯔꯟ ꯑꯃꯗ ꯀꯛꯊꯠꯂꯨ ꯑꯗꯨꯕꯨ ꯈꯣꯡꯗ ꯆꯦꯟꯊꯈꯤꯗꯅꯕ ꯆꯦꯛꯁꯤꯟꯒꯗꯕꯅꯤ꯫ ꯑꯃꯒꯤ ꯀ꯭ꯌꯨꯕꯁꯤꯡ ꯑꯗꯨ ꯄꯣꯞꯊꯣꯛꯇꯨꯅ ꯈꯣꯡꯒꯤ ꯃꯐꯝ ꯑꯗꯨ ꯃꯊꯛꯇ ꯊꯥꯡꯒꯠꯂꯨ꯫ ꯃꯗꯨꯅ ꯃꯈꯣꯏꯕꯨ ꯈꯣꯡꯗꯒꯤ ꯂꯥꯞꯅ ꯊꯝꯖꯤꯟꯕꯗ ꯂꯥꯏꯍꯜꯂꯤ꯫ ꯅꯍꯥꯛꯅ ꯃꯗꯨ ꯀꯛꯊꯠꯅꯕꯒꯤꯗꯃꯛ ꯆꯃꯆ ꯅꯠꯇ꯭ꯔꯒ ꯈꯣꯡꯎꯞ ꯑꯃꯥ ꯁꯤꯖꯤꯟꯅꯕ ꯌꯥꯏ ꯅꯠꯇ꯭ꯔꯒ ꯃꯈꯣꯏꯕꯨ ꯈꯣꯡꯗꯥ ꯊꯨꯅ ꯌꯥꯡꯅ ꯆꯦꯟꯕ ꯐꯥꯎꯕ ꯌꯥꯏ꯫ ꯑꯃꯒꯤ ꯑꯇꯣꯞꯄ ꯁꯔꯨꯛ ꯑꯗꯨꯒ ꯆꯞ ꯃꯥꯟꯅꯕ ꯊꯧꯑꯣꯡ ꯑꯗꯨ ꯍꯟꯖꯤꯟ ꯍꯟꯖꯤꯟ ꯇꯧ꯫ ꯁꯤꯗ ꯌꯥꯎꯕ ꯁꯦꯟꯇꯔꯒꯤ ꯁꯔꯨꯛ ꯑꯗꯨꯗꯁꯨ ꯑꯀꯣꯏꯕꯗ ꯂꯩꯕ ꯃꯁꯥ ꯈꯔ ꯂꯩ, ꯃꯗꯨ ꯂꯧꯊꯣꯛꯄ ꯅꯠꯇ꯭ꯔꯒ ꯆꯥꯕ ꯌꯥꯏ꯫ ꯃꯁꯤꯒꯤ ꯄꯥꯝꯕꯩ ꯑꯁꯤ ꯁꯤꯖꯤꯟꯅꯗꯨꯅ ꯄ꯭ꯔꯣꯐꯦꯁ꯭ꯅꯦꯜ ꯆꯦꯐ ꯑꯃꯅ ꯑꯃꯣꯠꯄ ꯍꯟꯊꯍꯟꯕꯒ ꯂꯣꯏꯅꯅ ꯑꯃꯣꯠꯄ ꯑꯃꯥ ꯌꯥꯝꯅ ꯊꯨꯅ ꯀꯥꯞꯁꯤꯟꯕ ꯉꯝꯃꯤ꯫